ꯀꯤꯋꯤ ꯃꯍꯩ-ꯃꯔꯣꯡꯒꯤ ꯃꯇꯥꯡꯗ ꯄꯨꯛꯅꯤꯡ ꯆꯤꯡꯁꯤꯟꯅꯤꯡꯉꯥꯏ ꯑꯣꯏꯕꯥ ꯋꯥꯐꯝ ꯑꯍꯨꯝ ꯊꯤꯕꯤꯌꯨ꯫ ꯃꯈꯥꯗꯥ ꯀꯤꯋꯤ ꯃꯍꯩ-ꯃꯔꯣꯡꯒꯤ ꯃꯇꯥꯡꯗꯥ ꯅꯨꯡꯉꯥꯏꯕꯥ ꯋꯥꯐꯝ ꯑꯍꯨꯝ ꯄꯤꯔꯤ: ꯀꯤꯋꯤ ꯃꯍꯩ-ꯃꯔꯣꯡ ꯑꯁꯤ ꯑꯍꯥꯟꯕꯗ ꯆꯥꯏꯅꯥꯗꯒꯤꯅꯤ: ꯀꯤꯋꯤ ꯃꯍꯩ-ꯃꯔꯣꯡ ꯑꯁꯤ ꯅꯣꯡꯄꯣꯛ ꯆꯥꯏꯅꯥꯒꯤ ꯌꯥꯡꯆꯦ ꯇꯨꯔꯦꯂꯜꯒꯤ ꯂꯝꯗꯝꯗ ꯂꯩꯕꯥ ꯃꯐꯝ ꯑꯃꯅꯤ ꯑꯃꯁꯨꯡ ꯑꯍꯥꯟꯕꯗ ꯒꯨꯖꯔꯥꯇꯀꯤ ꯃꯆꯤꯟꯖꯥꯛ ꯑꯃꯒ ꯃꯥꯟꯅꯕꯅ ꯃꯔꯝ ꯑꯣꯏꯗꯨꯅ ꯃꯁꯤꯕꯨ "ꯆꯥꯏꯅꯥꯒꯤ ꯒꯨꯖꯕꯦꯔꯤ" ꯍꯥꯢꯅ ꯀꯧꯅꯔꯝꯃꯤ꯫ ꯃꯁꯤ ꯀꯨꯟꯁꯨꯕ ꯆꯍꯤꯆꯥꯒꯤ ꯑꯍꯥꯟꯕ ꯁꯔꯨꯛꯇ ꯅ꯭ꯌꯨ ꯖꯤꯂꯦꯟꯗꯗꯥ ꯄꯨꯔꯛꯈꯤ ꯃꯐꯝ ꯑꯗꯨꯗ ꯂꯩꯕꯥꯛ ꯑꯁꯤꯒꯤ ꯖꯥꯇꯤꯒꯤ ꯁꯥ-ꯁꯟ ꯑꯁꯤꯕꯨ ꯏꯀꯥꯢ ꯈꯨꯝꯅꯕ ꯎꯠꯅꯕ ꯀꯤꯋꯤ ꯃꯍꯩ-ꯃꯔꯣꯡ ꯍꯥꯢꯅ ꯑꯃꯨꯛ ꯍꯟꯅꯥ ꯕ꯭ꯔꯦꯟꯗ ꯇꯧꯈꯤ꯫ ꯀꯤꯋꯤ ꯃꯅꯥ-ꯃꯁꯤꯡ ꯑꯁꯤ ꯚꯤꯇꯥꯃꯤꯟ ꯑꯃꯁꯨꯡ ꯑꯦꯟꯇꯤꯑꯣꯛꯁꯤꯗꯦꯟꯇꯁꯤꯡꯅ ꯊꯜꯂꯕꯥ: ꯀꯤꯋꯤ ꯃꯅꯥ-ꯃꯁꯤꯡ ꯑꯁꯤ ꯅ꯭ꯌꯨꯇ꯭ꯔꯤꯁꯟꯒꯤ ꯄꯥꯋꯔꯍꯥꯎꯁ ꯑꯃꯅꯤ ꯃꯁꯤꯗ ꯚꯤꯇꯥꯃꯤꯟ ꯁꯤ ꯑꯃꯁꯨꯡ ꯏꯒꯤ ꯆꯥꯡ ꯌꯥꯝꯅꯥ ꯌꯥꯎꯏ ꯃꯁꯤꯒꯥ ꯂꯣꯢꯅꯅꯥ ꯄꯣꯇꯥꯁꯤꯌꯝ, ꯐꯥꯏꯕꯔ ꯑꯃꯁꯨꯡ ꯑꯦꯟꯇꯤꯑꯣꯛꯁꯤꯗꯦꯟꯇꯁꯤꯡꯁꯨ ꯌꯥꯎꯏ꯫ ꯇꯁꯦꯡꯕꯗꯤ ꯀꯤꯋꯤ ꯃꯍꯩ ꯃꯔꯣꯡ ꯑꯃꯈꯛꯇꯅ ꯑꯍꯜ ꯑꯃꯅ ꯅꯨꯃꯤꯠ ꯈꯨꯗꯤꯡꯒꯤ ꯔꯤꯀꯃꯦꯟꯗ ꯇꯧꯔꯕ ꯚꯤꯇꯥꯃꯤꯟ ꯁꯤꯒꯤ ꯆꯥꯗꯥ ꯆꯥꯝꯃ ꯍꯦꯟꯅ ꯄꯤ ꯃꯁꯤꯅ ꯑꯐꯕꯥ ꯏꯝꯃꯌꯨꯟ ꯕꯨꯁ꯭ꯇꯔ ꯑꯃ ꯑꯣꯏꯍꯜꯂꯤ꯫ ꯅꯍꯥꯛꯅ ꯀꯤꯋꯤ ꯃꯅꯥ-ꯃꯁꯤꯡꯒꯤ ꯃꯈꯣꯡ ꯆꯥꯕꯥ ꯌꯥꯏ: ꯃꯤꯑꯣꯏ ꯑꯌꯥꯝꯕꯅ ꯆꯥꯗ꯭ꯔꯤꯉꯩ ꯃꯃꯥꯡꯗ ꯀꯤꯋꯤ ꯃꯅꯥ-ꯃꯁꯤꯡꯗꯒꯤ ꯃꯆꯨ ꯁꯪꯂꯕ ꯃꯈꯣꯡ ꯑꯗꯨ ꯂꯧꯊꯣꯛꯂꯕꯁꯨ ꯇꯁꯦꯡꯕꯗꯤ ꯃꯁꯤ ꯃꯄꯨꯡꯐꯥꯅ ꯆꯥꯕꯥ ꯌꯥꯏ ꯑꯃꯁꯨꯡ ꯐꯤꯕꯔ ꯑꯃꯁꯨꯡ ꯅ꯭ꯌꯨꯇ꯭ꯔꯤꯑꯦꯟꯇꯁꯤꯡꯅ ꯊꯜꯂꯕ ꯌꯥꯏ꯫ ꯀꯤꯋꯤ ꯃꯍꯩ-ꯃꯔꯣꯡꯒꯤ ꯃꯈꯣꯛꯇ ꯃꯍꯩ-ꯃꯔꯣꯡꯒꯤ ꯃꯁꯥꯗꯒꯤ ꯁꯔꯨꯛ ꯑꯍꯨꯝ ꯍꯦꯟꯅꯥ ꯐꯥꯏꯕꯔ ꯌꯥꯎꯏ ꯃꯁꯤꯒꯥ ꯂꯣꯢꯅꯅꯥ ꯑꯦꯟꯇꯤꯑꯣꯛꯁꯤꯗꯦꯟꯇ ꯑꯃꯁꯨꯡ ꯚꯤꯇꯥꯃꯤꯟ ꯁꯤ ꯌꯥꯎꯏ ꯃꯔꯝ ꯑꯗꯨꯅ ꯃꯊꯪꯒꯤ ꯃꯇꯝꯗ ꯅꯍꯥꯛꯅ ꯀꯤꯋꯤ ꯑꯃ ꯅꯨꯡꯉꯥꯏꯅꯥ ꯂꯧꯕꯥ ꯃꯇꯝꯗ ꯑꯍꯦꯟꯕ ꯅ꯭ꯌꯨꯇ꯭ꯔꯤꯁꯅꯦꯜ ꯕꯨꯁ꯭ꯇꯔ ꯑꯃꯒꯤꯗꯃꯛ ꯃꯈꯣꯛ ꯑꯗꯨ ꯊꯝꯅꯕꯥ ꯈꯟꯅꯕꯤꯌꯨ꯫